ꯄ꯭ꯔꯥꯏꯗ ꯑꯦꯟꯗ ꯄ꯭ꯔꯤꯖꯨꯗꯤꯁ ꯅꯣꯚꯦꯜ ꯑꯁꯤꯗ ꯌꯥꯎꯔꯤꯕ ꯊꯤꯝꯁꯤꯡ ꯑꯗꯨ ꯑꯦꯅꯥꯂꯥꯏꯖ ꯇꯧꯕꯤꯌꯨ꯫ ꯄ꯭ꯔꯥꯏꯗ ꯑꯦꯟꯗ ꯄ꯭ꯔꯤꯖꯨꯗꯤꯁ ꯍꯥꯏꯕꯁꯤ ꯖꯦꯟ ꯑꯣꯁ꯭ꯇꯦꯟꯅ ꯏꯕꯥ ꯑꯃꯁꯨꯡ ꯏꯪ ꯗꯥ ꯐꯣꯡꯈꯤꯕ ꯅꯣꯚꯦꯜ ꯑꯃꯅꯤ, ꯅꯣꯚꯦꯜ ꯑꯁꯤ ꯖꯔꯖꯤꯌꯥꯟ ꯏꯪꯂꯦꯟꯗꯗ ꯁꯦꯝꯈꯤꯕꯅꯤ ꯑꯃꯁꯨꯡ ꯃꯈꯣꯏꯒꯤ ꯃꯆꯥꯅꯨꯄꯤ ꯃꯉꯥꯅ ꯃꯈꯣꯏꯒꯤ ꯂꯨꯍꯣꯡꯕ ꯁꯣꯏꯗꯅ ꯂꯩꯍꯟꯅꯕ ꯈꯨꯟꯅꯥꯏꯒꯤ ꯄ꯭ꯔꯦꯁꯔꯁꯤꯡ ꯊꯦꯡꯅꯔꯤꯕ ꯕꯦꯅꯦꯠ ꯏꯃꯨꯡꯒꯤ ꯄꯨꯟꯁꯤꯒꯤ ꯃꯇꯨꯡ ꯏꯟꯅ ꯆꯠꯂꯤ꯫ ꯅꯣꯚꯦꯜ ꯑꯁꯤꯗ ꯌꯥꯎꯔꯤꯕ ꯊꯤꯝ ꯀꯌꯥ ꯑꯃ ꯌꯥꯎꯔꯤ, ꯃꯗꯨꯒꯤ ꯃꯅꯨꯡꯗ ꯈꯔꯗꯤ: ꯅꯨꯡꯁꯤꯕ ꯑꯃꯁꯨꯡ ꯂꯨꯍꯣꯡꯕ – ꯅꯣꯚꯦꯜ ꯑꯁꯤꯒꯤ ꯃꯔꯨ ꯑꯣꯏꯕ ꯊꯤꯝ ꯑꯃꯗꯤ ꯅꯨꯡꯁꯤꯕ ꯑꯃꯁꯨꯡ ꯂꯨꯍꯣꯡꯕ ꯍꯥꯏꯕꯁꯤꯅꯤ꯫ ꯅꯣꯚꯦꯜ ꯑꯁꯤꯅ ꯅꯨꯡꯁꯤꯕ ꯑꯃꯁꯨꯡ ꯂꯨꯍꯣꯡꯕꯒꯤ ꯇꯣꯉꯥꯟ ꯇꯣꯉꯥꯟꯕ ꯃꯁꯛꯁꯤꯡ, ꯃꯄꯨꯡ ꯐꯥꯅ ꯆꯠꯅꯕꯤꯗꯒꯤ ꯍꯧꯔꯒ ꯌꯥꯝꯅ ꯂꯨꯕ ꯔꯣꯃꯥꯟꯇꯤꯛ ꯑꯣꯏꯕ ꯃꯑꯣꯡꯁꯤꯡ ꯐꯥꯎꯕ ꯊꯤꯖꯤꯜꯂꯤ꯫ ꯃꯔꯨ ꯑꯣꯏꯅ ꯑꯦꯂꯤꯖꯥꯕꯦꯊ ꯑꯃꯁꯨꯡ ꯗꯥꯔꯁꯤꯒꯤ ꯃꯔꯛꯇ ꯂꯩꯔꯤꯕ ꯇꯣꯉꯥꯟ ꯇꯣꯉꯥꯟꯕ ꯃꯔꯤꯁꯤꯡ ꯑꯁꯤꯅ ꯃꯇꯧ ꯀꯔꯝꯅ ꯑꯆꯨꯝꯕ ꯅꯨꯡꯁꯤꯕꯅ ꯈꯨꯟꯅꯥꯏꯒꯤ ꯐꯤꯚꯝ, ꯆꯥꯎꯊꯣꯛꯆꯕ, ꯃꯤꯅꯨꯡꯁꯤ, ꯃꯤꯅꯨꯡꯁꯤꯒꯨꯝꯕ ꯑꯊꯤꯡꯕꯁꯤꯡ ꯑꯁꯤ ꯃꯥꯏꯊꯤꯕꯥ ꯄꯤꯕ ꯉꯝꯒꯅꯤ ꯍꯥꯏꯕꯗꯨ ꯎꯠꯂꯤ꯫ ꯁꯣꯁꯤꯑꯦꯜ ꯀ꯭ꯂꯥꯁ – ꯁꯣꯁꯤꯑꯦꯜ ꯀ꯭ꯂꯥꯁ ꯑꯁꯤ ꯄ꯭ꯔꯥꯏꯗ ꯑꯃꯁꯨꯡ ꯄ꯭ꯔꯤꯖꯨꯗꯤꯁꯀꯤ ꯑꯇꯣꯞꯄ ꯑꯆꯧꯕ ꯊꯤꯝ ꯑꯃꯅꯤ꯫ ꯋꯥꯔꯤ ꯑꯁꯤ ꯁꯣꯁꯤꯑꯦꯜ ꯔꯦꯉꯛ ꯑꯃꯁꯨꯡ ꯁ꯭ꯇꯦꯇꯁ ꯑꯁꯤ ꯌꯥꯝꯅ ꯃꯔꯨꯑꯣꯏꯕ ꯀꯜꯆꯔ ꯑꯃꯗ ꯁꯦꯝꯈꯤꯕꯅꯤ꯫ ꯅꯣꯚꯦꯜ ꯑꯁꯤꯅ ꯃꯇꯝ ꯑꯗꯨꯒꯤ ꯃꯤꯌꯥꯝꯅ ꯊꯦꯡꯅꯔꯤꯕ ꯈꯨꯟꯅꯥꯏꯒꯤ ꯑꯊꯤꯡꯕꯁꯤꯡ ꯑꯃꯁꯨꯡ ꯃꯈꯣꯏꯅ ꯃꯈꯣꯏꯒꯤ ꯄꯨꯟꯁꯤ ꯑꯃꯁꯨꯡ ꯃꯔꯤꯗ ꯀꯔꯝꯅ ꯁꯣꯛꯍꯟꯈꯤꯕꯒꯦ ꯍꯥꯏꯕꯒꯤ ꯃꯇꯥꯡꯗ ꯌꯥꯝꯅ ꯁꯥꯊꯤꯕ ꯀ꯭ꯔꯤꯇꯤꯀꯦꯜ ꯑꯃ ꯄꯤꯔꯤ, ꯃꯔꯨ ꯑꯣꯏꯅ ꯃꯁꯤꯅ ꯃꯈꯣꯏꯒꯤ ꯂꯨꯍꯣꯡꯕꯒꯤ ꯑꯣꯄꯁꯟꯁꯤꯡ ꯑꯗꯨ ꯗꯤꯛꯇꯦꯠ ꯇꯧꯕꯒꯤ ꯃꯑꯣꯡꯁꯤꯡꯗ꯫ ꯆꯥꯎꯊꯣꯛꯆꯕ ꯆꯥꯎꯊꯣꯛꯆꯕ ꯍꯥꯏꯕꯁꯤ ꯋꯥꯔꯤ ꯄꯨꯝꯅꯃꯛꯇ ꯌꯥꯎꯕ ꯁꯦꯟꯇꯔꯦꯜ ꯊꯤꯝ ꯑꯃꯅꯤ꯫ ꯃꯁꯤꯅ ꯃꯤꯌꯥꯝꯅ ꯃꯈꯣꯏꯒꯤ ꯆꯥꯎꯊꯣꯛꯆꯕ ꯑꯗꯨꯅ ꯀꯌꯥ ꯌꯥꯝꯅ ꯂꯥꯏꯅ ꯂꯝꯖꯤꯡꯕꯤꯕ ꯌꯥꯕꯒꯦ ꯍꯥꯏꯕꯗꯨ ꯎꯠꯂꯤ, ꯃꯈꯣꯏꯅ ꯃꯈꯣꯏꯒꯤ ꯍꯦꯟꯅ ꯐꯕꯥ ꯋꯥꯔꯦꯄꯀꯤ ꯃꯇꯨꯡ ꯏꯟꯅꯥ ꯋꯥꯔꯦꯞ ꯂꯧꯕꯥ ꯉꯝꯍꯜꯂꯤ꯫ ꯑꯦꯂꯤꯖꯥꯕꯦꯊ ꯑꯃꯁꯨꯡ ꯗꯥꯔꯁꯤ ꯑꯅꯤꯃꯛ ꯌꯥꯝꯅ ꯆꯥꯎꯊꯣꯛꯆꯕ ꯄꯣꯛꯏ, ꯃꯔꯝ ꯑꯗꯨꯅ ꯃꯈꯣꯏꯅ ꯑꯍꯥꯅꯕꯗ ꯑꯃꯒ ꯑꯃꯒ ꯂꯣꯏꯅꯅ ꯂꯥꯟꯅ ꯂꯝꯖꯤꯡꯕꯤꯕ ꯑꯃꯁꯨꯡ ꯂꯥꯟꯅ ꯂꯝꯖꯤꯡꯕꯤꯕ ꯉꯝꯍꯜꯂꯤ꯫ ꯑꯣꯁ꯭ꯇꯦꯅꯅ ꯍꯥꯏ ꯃꯗꯨꯗꯤ ꯅꯨꯡꯉꯥꯏꯕꯒꯤ ꯂꯝꯕꯤꯗꯤ ꯃꯁꯥꯒꯤ ꯂꯤꯃꯤꯇꯦꯁꯅꯁꯤꯡ ꯈꯉꯕꯥ ꯑꯃꯁꯨꯡ ꯃꯗꯨꯕꯨ ꯃꯥꯏꯊꯤꯕꯥ ꯄꯤꯅꯕꯥ ꯊꯕꯛ ꯇꯧꯕꯥ ꯇꯝꯕꯅꯤ꯫ ꯃꯤꯆꯪ-ꯃꯤꯈꯥꯏ ꯅꯥꯏꯗꯕ ꯂꯥꯏꯔꯤꯛ ꯑꯁꯤꯒꯤ ꯃꯃꯤꯡ ꯃꯁꯥꯃꯛꯅꯥ ꯇꯥꯛꯄꯗꯤ ꯄ꯭ꯔꯤꯖꯨꯗꯤꯁ ꯑꯁꯤ ꯊꯕꯛ ꯑꯁꯤꯒꯤ ꯑꯇꯣꯞꯄꯥ ꯁꯦꯟꯠꯔꯦꯜ ꯊꯤꯝ ꯑꯃꯅꯤ꯫ ꯆꯥꯎꯔꯥꯛꯅ ꯆꯔꯤꯠꯔ ꯈꯨꯗꯤꯡꯃꯛꯅ ꯃꯈꯣꯏꯒꯤ ꯃꯑꯣꯡ ꯃꯇꯧ, ꯈꯨꯟꯅꯥꯏꯒꯤ ꯐꯤꯚꯝ ꯅꯠꯇꯔꯒꯥ ꯃꯤꯡꯆꯠꯀꯤ ꯃꯇꯨꯡ ꯏꯟꯅꯥ ꯑꯇꯣꯞꯄꯁꯤꯡꯕꯨ ꯃꯃꯥꯡꯗꯥ ꯌꯦꯡꯁꯤꯟꯕꯒꯤ ꯃꯔꯥꯜ ꯂꯩ꯫ ꯑꯦꯂꯤꯖꯥꯕꯦꯊꯅꯥ ꯗꯥꯔꯁꯤꯕꯨ ꯌꯥꯝꯅꯥ ꯊꯨꯅꯥ ꯌꯥꯡꯅ ꯂꯧꯁꯤꯅꯈꯤ, ꯑꯗꯨꯒꯥ ꯗꯥꯔꯁꯤꯅꯥ ꯑꯍꯥꯅꯕꯗꯥ ꯑꯦꯂꯤꯖꯥꯕꯦꯊꯕꯨ ꯃꯍꯥꯛꯀꯤ ꯅꯣꯇꯤꯁꯀꯤ ꯃꯈꯥꯗꯥ ꯂꯩ ꯍꯥꯌꯅꯥ ꯂꯧꯏ꯫ ꯂꯥꯏꯔꯤꯛ ꯑꯁꯤꯅꯥ ꯄꯥꯔꯤꯕꯥ ꯃꯤꯑꯣꯏ ꯑꯗꯨꯕꯨ ꯃꯈꯣꯌꯒꯤ ꯃꯁꯥꯒꯤ ꯑꯣꯏꯕ ꯋꯥꯈꯜꯂꯣꯟꯁꯤꯡ ꯑꯗꯨ ꯌꯦꯡꯁꯤꯟꯅꯕꯥ ꯄꯨꯛꯅꯤꯡ ꯊꯧꯒꯠꯂꯤ, ꯑꯃꯁꯨꯡ ꯃꯁꯤꯒꯤ ꯋꯥꯈꯜꯂꯣꯟꯁꯤꯡ ꯑꯁꯤꯅꯥ ꯑꯩꯈꯣꯏꯒꯤ ꯑꯀꯣꯏꯕꯗ ꯂꯩꯔꯤꯕꯥ ꯃꯤꯑꯣꯏꯁꯤꯡꯒꯤ ꯃꯔꯝꯗ ꯑꯩꯈꯣꯏꯒꯤ ꯂꯧꯁꯤꯡ ꯑꯁꯤ ꯀꯔꯝꯅ ꯁꯣꯛꯍꯟꯕꯒꯦ ꯍꯥꯌꯕꯗꯨ ꯌꯦꯡꯁꯤꯟꯅꯕꯥ ꯄꯨꯛꯅꯤꯡ ꯊꯧꯒꯠꯂꯤ꯫ ꯏꯃꯨꯡ-ꯃꯅꯨꯡ ꯏꯃꯨꯡ-ꯃꯅꯨꯡꯒꯤ ꯊꯤꯝ ꯑꯁꯤ ꯅꯣꯚꯦꯜ ꯄꯨꯝꯅꯃꯛꯇꯥ ꯁꯦꯝꯈꯤꯕꯅꯤ, ꯃꯔꯝꯗꯤ ꯕꯦꯅꯦꯠ ꯏꯃꯨꯡꯒꯤ ꯃꯤꯑꯣꯏꯁꯤꯡꯒꯤ ꯃꯁꯥꯒꯤ ꯑꯣꯏꯕꯥ ꯇꯣꯞ ꯇꯣꯞꯄꯥ ꯄꯔꯁꯣꯅꯦꯂꯤꯇꯤ ꯑꯃꯁꯨꯡ ꯆꯔꯤꯠꯔꯒꯤ ꯑꯥꯔꯛꯁꯤꯡ ꯂꯩ꯫ ꯑꯣꯁ꯭ꯇꯦꯅꯅꯥ ꯏꯃꯨꯡ ꯃꯅꯨꯡꯒꯤ ꯃꯔꯤꯁꯤꯡꯒꯤ ꯀꯝꯄ꯭ꯂꯦꯛꯁꯁꯤꯡ ꯑꯃꯁꯨꯡ ꯃꯃꯥ-ꯃꯄꯥ ꯑꯃꯁꯨꯡ ꯃꯈꯣꯏꯒꯤ ꯃꯆꯥꯁꯤꯡ, ꯃꯆꯤꯟ-ꯃꯅꯥꯑꯣꯁꯤꯡ ꯑꯃꯁꯨꯡ ꯑꯦꯛꯁꯇꯦꯟꯗꯦꯗ ꯏꯃꯨꯡꯒꯤ ꯃꯔꯛꯇꯥ ꯂꯩꯔꯤꯕꯥ ꯗꯥꯏꯅꯥꯃꯤꯛꯁꯤꯡꯒꯤ ꯃꯇꯥꯡꯗꯥ ꯇꯁꯦꯡꯅꯥ ꯎꯠꯂꯤ꯫ ꯅꯨꯄꯤꯒꯤ ꯅꯤꯡꯇꯝꯕꯥ ꯅꯣꯚꯦꯜ ꯑꯁꯤꯅꯥ ꯅꯨꯄꯤꯒꯤ ꯅꯤꯡꯇꯝꯕꯒꯤ ꯑꯀꯟꯕꯥ ꯊꯤꯝ ꯑꯃꯥ ꯄꯤꯔꯤ, ꯃꯗꯨꯗꯥ ꯑꯦꯂꯤꯖꯥꯕꯦꯊ ꯌꯥꯎꯅ ꯅꯨꯄꯤꯒꯤ ꯁꯛꯇꯝ ꯀꯌꯥꯅꯥ ꯂꯧꯁꯤꯡ, ꯋꯥꯈꯜ ꯂꯧꯁꯤꯡ ꯑꯃꯁꯨꯡ ꯄꯥꯉ꯭ꯒꯜ ꯎꯠꯂꯤ꯫ ꯑꯣꯁ꯭ꯇꯦꯅꯅꯥ ꯃꯇꯝ ꯑꯗꯨꯒꯤ ꯈꯨꯟꯅꯥꯏꯒꯤ ꯆꯠꯅꯕꯤꯁꯤꯡꯕꯨ ꯁꯤꯡꯅꯕ ꯄꯤꯔꯤ ꯃꯗꯨꯗꯤ ꯅꯨꯄꯤꯁꯤꯡ ꯑꯁꯤꯕꯨ ꯃꯁꯥꯒꯤ ꯑꯣꯏꯕꯥ ꯋꯥꯔꯦꯞ ꯂꯧꯕꯥ ꯉꯝꯕꯥ ꯑꯃꯁꯨꯡ ꯃꯁꯥꯒꯤ ꯇꯨꯡꯒꯤ ꯐꯤꯕꯝ ꯁꯦꯝꯒꯠꯄ ꯉꯝꯕ ꯃꯤꯑꯣꯏꯁꯤꯡꯅꯤ ꯍꯥꯏꯅ ꯐꯣꯡꯗꯣꯛꯏ꯫ ꯃꯄꯨꯡ ꯑꯣꯏꯕ।